ꯃꯍꯥꯛꯄꯨ ꯅꯤꯟꯇꯨꯗꯅꯤꯟꯇꯨꯔ ꯕꯤꯔꯊꯤꯡ ꯍꯠꯀꯤ ꯃꯍꯥꯔꯥꯅꯤ ꯑꯃꯁꯨꯡ ꯑꯛꯀꯥꯗꯤꯌꯟꯁꯤꯡꯅ ꯕꯦꯂꯦꯠ ꯏꯂꯤ ꯂꯥꯏꯁꯤꯡꯒꯤ ꯂꯩꯃ ꯍꯥꯏꯅꯁꯨ ꯈꯪꯅꯩ꯫ ꯃꯍꯥꯛꯀꯤ ꯑꯇꯣꯞꯄ ꯃꯃꯤꯡꯁꯤꯡꯒꯤ ꯃꯅꯨꯡꯗ ꯃꯈ ꯅꯤꯟꯃꯥꯈ ꯃꯝꯃꯥ ꯑꯃꯁꯨꯡ ꯑꯔꯨꯔꯨ ꯌꯥꯎꯔꯤ꯫ ꯑꯥꯏꯀꯣꯅꯣꯒ꯭ꯔꯥꯐꯤꯗ ꯃꯍꯥꯛꯄꯨ ꯒ꯭ꯔꯤꯛꯀꯤ ꯈꯨꯗꯝ ꯑꯣꯃꯦꯒꯥꯒ ꯃꯥꯟꯅꯕ ꯈꯨꯗꯝ ꯑꯃꯅ ꯑꯌꯥꯝꯕꯅ ꯊꯥꯡ ꯑꯃꯒ ꯂꯣꯏꯅꯅ ꯎꯠꯂꯤ ꯃꯁꯤꯅ ꯑꯉꯥꯡ ꯑꯗꯨ ꯎꯠꯂꯤ ꯍꯥꯏꯅ ꯈꯟꯅꯩ ꯑꯃꯁꯨꯡ ꯅꯥꯕꯤꯒꯤ ꯁꯔꯨ ꯑꯗꯨ ꯀꯛꯅꯕ ꯁꯤꯖꯤꯟꯅꯔꯤꯕ ꯕ꯭ꯂꯦꯗ ꯑꯁꯤꯅ ꯃꯔꯝ ꯑꯣꯏꯗꯨꯅ ꯅꯤꯟꯍꯨꯔꯁꯥꯒꯀꯤ ꯃꯃꯥꯒꯤ ꯂꯥꯏꯔꯦꯝꯕꯤ ꯑꯣꯏꯅ ꯂꯧꯈꯤꯕ ꯊꯧꯗꯥꯡ ꯑꯗꯨ ꯃꯁꯛ ꯇꯥꯛꯂꯤ꯫ ꯃꯍꯥꯛ ꯑꯍꯥꯟꯕ ꯑꯣꯏꯅ ꯑꯍꯥꯟꯕ ꯅꯤꯡꯊꯧ ꯁꯥꯒꯩꯒꯤ ꯑꯍꯥꯟꯕ ꯃꯇꯝ ꯈ꯭ꯔꯤꯁ꯭ꯇꯒꯤ ꯃꯃꯥꯡ ꯆꯍꯤꯒꯤ ꯃꯇꯝꯗ ꯑꯏꯕ ꯂꯥꯏꯔꯤꯛꯁꯤꯡꯗ ꯌꯥꯎꯏ ꯑꯗꯨꯕꯨ ꯍꯛꯆꯥꯡꯒꯤ ꯑꯣꯏꯕ ꯄ꯭ꯔꯃꯥꯟꯁꯤꯡꯅ ꯁꯨꯃꯦꯔꯤꯌꯟꯁꯤꯡꯅ ꯈꯥ ꯊꯪꯕ ꯃꯦꯁꯣꯄꯣꯇꯦꯃꯤꯌꯥꯒꯤ ꯂꯝꯗꯝꯗ ꯂꯥꯛꯇ꯭ꯔꯤꯉꯩ ꯃꯃꯥꯡꯗ ꯌꯥꯝꯗ꯭ꯔꯕꯗ ꯈ꯭ꯔꯤꯁ꯭ꯇꯒꯤ ꯃꯃꯥꯡ ꯆꯍꯤ ꯂꯤꯁꯤꯡ ꯃꯔꯤ ꯆꯧꯉꯥꯒꯤ ꯍꯧꯔꯛꯄ ꯃꯃꯥ ꯂꯥꯏꯔꯦꯝꯕꯤꯒꯤ ꯃꯤꯇꯝ ꯑꯗꯨꯕꯨ ꯈꯨꯔꯨꯝꯖꯕ ꯑꯗꯨ ꯇꯥꯛꯂꯤ꯫ ꯅꯤꯟꯍꯨꯔꯁꯥꯒ ꯑꯁꯤ ꯅꯥꯝꯃꯨꯗꯒꯤ ꯆꯥꯎꯈꯠꯂꯛꯂꯤꯕ ꯑꯁꯦꯡꯕ ꯃꯥꯂꯦꯝ ꯃꯃꯥꯒꯤ ꯁꯛꯇꯝ ꯑꯗꯨꯒꯤ ꯈ꯭ꯋꯥꯏꯗꯒꯤ ꯑꯣꯏꯊꯣꯛꯄ ꯌꯥꯕ ꯃꯤꯑꯣꯏꯁꯤꯡꯒꯤ ꯃꯅꯨꯡꯗ ꯑꯃꯅꯤ ꯃꯔꯝꯗꯤ ꯃꯍꯥꯛ ꯑꯁꯤ ꯂꯩꯍꯥꯎ ꯆꯦꯟꯕ ꯆꯥꯎꯈꯠꯄ ꯍꯣꯡꯗꯣꯛꯄ ꯁꯦꯝꯕ ꯃꯤꯔꯣꯜꯂꯤꯕ ꯑꯉꯥꯡ ꯄꯣꯛꯄ ꯑꯃꯁꯨꯡ ꯌꯣꯛꯈꯠꯄꯒ ꯃꯔꯤ ꯂꯩꯅꯩ꯫ ꯃꯍꯥꯛꯀꯤ ꯑꯉꯟꯕ ꯃꯇꯝꯒꯤ ꯃꯃꯤꯡ ꯑꯇꯣꯞꯄ ꯀꯤ ꯅꯠꯇ꯭ꯔꯒ ꯀꯤꯁꯥꯔꯅ ꯃꯍꯥꯛꯄꯨ ꯃꯥꯂꯦꯝ ꯃꯃꯥ ꯍꯥꯏꯅ ꯁꯛꯇꯥꯛꯂꯤ꯫ ꯃꯍꯥꯛꯄꯨ ꯑꯌꯥꯝꯕ ꯃꯇꯝꯗ ꯃꯃꯥꯁꯤꯡꯅ ꯀꯧꯔꯝꯃꯤ ꯃꯔꯝꯗꯤ ꯃꯍꯥꯛ ꯄꯨꯛꯅꯨꯡꯗ ꯂꯩꯕ ꯑꯉꯥꯡ ꯑꯗꯨ ꯁꯦꯝꯃꯤ ꯑꯃꯁꯨꯡ ꯌꯦꯡꯁꯤꯜꯂꯤ ꯑꯃꯁꯨꯡ ꯃꯍꯥꯛ ꯄꯣꯛꯂꯕ ꯃꯇꯨꯡꯗ ꯆꯤꯟꯖꯥꯛ ꯄꯤꯒꯅꯤ ꯍꯥꯏꯅ ꯈꯟꯅꯔꯝꯃꯤ꯫ ꯅꯤꯟꯍꯨꯔꯁꯥꯒ ꯑꯁꯤ ꯁꯨꯃꯦꯔꯤꯌꯥꯒꯤ ꯙꯔꯃꯒꯤ ꯑꯣꯏꯕ ꯊꯥꯖꯕꯗ ꯑꯅꯨ ꯑꯦꯟꯂꯤꯜ ꯑꯃꯁꯨꯡ ꯑꯦꯟꯀꯤꯒ ꯂꯣꯏꯅꯅ ꯁꯦꯝꯒꯠꯂꯤꯕ ꯂꯥꯏ ꯃꯔꯤꯒꯤ ꯃꯅꯨꯡꯗ ꯑꯃꯅꯤ ꯑꯃꯁꯨꯡ ꯈ꯭ꯋꯥꯏꯗꯒꯤ ꯃꯔꯨꯑꯣꯏꯕ ꯃꯦꯁꯣꯄꯣꯇꯦꯃꯤꯌꯥꯒꯤ ꯑꯔꯤꯕ ꯋꯥꯔꯤ ꯀꯌꯥꯗ ꯇꯣꯏꯅ ꯄꯜꯂꯤ꯫ ꯑꯊꯣꯏꯕ ꯃꯃꯥ ꯅꯤꯟꯍꯨꯔꯁꯥꯒ ꯑꯁꯤ ꯗꯤ ꯑꯇ꯭ꯔꯥꯍꯥꯁꯤꯁꯇꯁꯨ ꯌꯥꯎꯏ ꯃꯐꯝ ꯑꯗꯨꯗ ꯃꯍꯥꯛꯅ ꯃꯤꯑꯣꯏ ꯀꯌꯥꯒꯤ ꯑꯐꯕꯒꯤꯗꯃꯛ ꯃꯁꯥꯕꯨ ꯀꯠꯊꯣꯛꯆꯕ ꯂꯥꯏꯁꯤꯡꯒꯤ ꯃꯔꯛꯇ ꯑꯃꯒꯤ ꯍꯛꯆꯥꯡ ꯏ ꯑꯃꯁꯨꯡ ꯂꯧꯁꯤꯡ ꯌꯥꯟꯁꯤꯟꯅꯔꯕ ꯂꯩꯕꯥꯛꯇꯒꯤ ꯃꯤꯑꯣꯏꯕꯕꯨ ꯁꯦꯝꯃꯤ꯫ ꯑꯇ꯭ꯔꯍꯥꯁꯤꯁꯤꯡꯅ ꯑꯦꯟꯀꯤꯕꯨ ꯃꯤꯑꯣꯏꯕꯁꯤꯡꯒꯤ ꯁꯦꯝꯕꯤꯕ ꯃꯤꯑꯣꯏ ꯑꯣꯏꯅꯁꯨ ꯄꯤꯔꯤ ꯃꯍꯥꯛꯅ ꯃꯈꯣꯏꯕꯨ ꯂꯥꯏꯁꯤꯡꯕꯨ ꯊꯥꯕꯛꯀꯤ ꯄꯣꯠꯂꯨꯝꯗꯒꯤ ꯀꯣꯛꯍꯟꯅꯕ ꯄꯥꯝꯕꯩ ꯑꯃ ꯑꯣꯏꯅ ꯁꯦꯝ ꯁꯥꯏ꯫ ꯊꯥꯏꯅꯒꯤ ꯋꯥꯔꯤ ꯑꯁꯤꯗ ꯑꯦꯟꯂꯤꯜꯅ ꯃꯥꯂꯦꯝꯗ ꯑꯆꯧꯕ ꯏꯁꯤꯡ ꯏꯆꯥꯎ ꯑꯗꯨ ꯊꯥꯗꯣꯛꯂꯛꯄ ꯃꯇꯝꯗ ꯑꯃꯁꯨꯡ ꯃꯤꯑꯣꯏꯕꯕꯨ ꯃꯥꯡꯍꯟ ꯇꯥꯛꯍꯟꯕ ꯃꯇꯝꯗ ꯂꯥꯏ ꯄꯨꯝꯅꯃꯛꯅ ꯅꯨꯡꯉꯥꯏꯇꯕ ꯐꯣꯡꯗꯣꯛꯏ ꯑꯗꯨꯕꯨ ꯅꯤꯟꯍꯨꯔꯁꯥꯒ ꯑꯁꯤ ꯃꯍꯥꯛꯀꯤ ꯃꯆꯥꯁꯤꯡ ꯁꯤꯕꯒꯤꯗꯃꯛ ꯀꯞꯄꯒꯤ ꯃꯇꯥꯡꯗ ꯑꯀꯛꯅꯅ ꯄꯜꯂꯤ꯫ ꯃꯍꯥꯛ ꯑꯅꯨꯒꯤ ꯂꯣꯏꯅꯕꯤꯅꯤ ꯑꯃꯁꯨꯡ ꯃꯥꯂꯦꯝꯒꯤ ꯀꯣ ꯀ꯭ꯔꯤꯌꯦꯇꯔꯅꯤ꯫ ꯑꯗꯨꯝ ꯑꯣꯏꯅꯃꯛ ꯑꯇꯣꯞꯄꯁꯤꯡꯗꯗꯤ ꯃꯍꯥꯛꯄꯨ ꯃꯥꯂꯦꯝꯒꯤ ꯃꯃꯥ ꯀꯤꯁꯥꯔ ꯀꯤ ꯍꯥꯏꯅꯁꯨ ꯈꯪꯅꯕ ꯃꯔꯤ ꯂꯩꯅꯩ꯫ ꯃꯍꯥꯛꯄꯨ ꯃꯈꯥ ꯇꯥꯅ ꯂꯥꯏꯒꯤ ꯁꯛꯇꯤ ꯇꯔꯦꯠꯀꯤ ꯄꯔꯤꯡꯗ ꯌꯥꯎꯍꯟꯈꯤ ꯑꯗꯨꯝ ꯑꯣꯏꯅꯃꯛ ꯈ꯭ꯋꯥꯏꯗꯒꯤ ꯑꯔꯤꯕ ꯁꯨꯃꯦꯔꯤꯌꯟꯒꯤ ꯂꯥꯏꯁꯤꯡ ꯑꯅꯨ ꯑꯦꯟꯀꯤ ꯑꯦꯟꯂꯤꯜ ꯏꯅꯥꯟꯅꯥ ꯅꯤꯟꯍꯨꯔꯁꯥꯒ ꯑꯃꯁꯨꯡ ꯎꯇꯨ ꯁꯃꯥꯁ꯫ ꯂꯥꯏ ꯈꯨꯗꯤꯡꯃꯛꯀꯤ ꯃꯤꯌꯥꯝꯒꯤꯗꯃꯛ ꯃꯁꯥꯒꯤ ꯑꯣꯏꯕ ꯑꯀꯛꯅꯕ ꯈꯨꯗꯣꯜꯁꯤꯡ ꯂꯩꯔꯝꯃꯤ ꯑꯗꯨꯕꯨ ꯅꯤꯟꯍꯨꯔꯁꯥꯒꯅ ꯑꯊꯣꯏꯕ ꯃꯃꯥ ꯑꯣꯏꯅ ꯃꯤꯆꯝ ꯑꯃꯁꯨꯡ ꯅꯤꯡꯊꯧ ꯃꯥꯟꯅꯅ ꯃꯤꯑꯣꯏ ꯄꯨꯝꯅꯃꯛꯄꯨ ꯂꯨꯆꯤꯡꯈꯤ꯫ ꯃꯍꯥꯛꯄꯨ ꯃꯔꯨ ꯑꯣꯏꯅ ꯅꯨꯄꯤ ꯑꯃꯁꯨꯡ ꯑꯉꯥꯡꯁꯤꯡꯒꯤ ꯉꯥꯛꯄꯤ ꯁꯦꯟꯕꯤꯕ ꯑꯣꯏꯅ ꯎꯔꯝꯃꯤ ꯃꯈꯣꯏꯅ ꯃꯤꯔꯣꯜꯂꯤꯕ ꯃꯤꯔꯣꯜꯂꯤꯉꯩ ꯃꯇꯝ ꯑꯃꯁꯨꯡ ꯄꯣꯛꯄꯒꯤ ꯊꯧꯗꯥꯡ ꯂꯧꯈꯤ ꯑꯗꯨꯕꯨ ꯂꯥꯏꯁꯤꯡꯒꯤ ꯃꯔꯛꯇ ꯑꯋꯥꯡꯕ ꯏꯀꯥꯏ ꯈꯨꯝꯅꯕꯒꯤ ꯐꯝꯁꯨ ꯄꯥꯏꯔꯝꯃꯤ꯫ ꯅꯤꯟꯍꯨꯔꯁꯥꯒ ꯑꯁꯤ ꯑꯗꯥꯕ ꯁꯍꯔꯗ ꯈꯨꯔꯨꯝꯖꯔꯝꯃꯤ ꯑꯃꯁꯨꯡ ꯀꯦꯁꯀꯁꯨ ꯃꯔꯤ ꯂꯩꯅꯔꯝꯃꯤ ꯃꯍꯥꯛꯀꯤ ꯃꯤꯡꯁꯤꯡꯒꯤ ꯃꯅꯨꯡꯗ ꯑꯃ ꯑꯣꯏꯅ ꯀꯦꯁꯀꯤ ꯕꯦꯂꯦꯠ ꯏꯂꯤꯅ ꯁꯣꯏꯗꯅ ꯍꯥꯏꯔꯤ ꯀꯤꯁ ꯅꯠꯇꯦ ꯃꯁꯤ ꯑꯌꯥꯝꯕꯅ ꯑꯔꯥꯟꯕ ꯋꯥꯐꯝ ꯊꯝꯂꯤ꯫ ꯃꯍꯥꯛꯄꯨ ꯃꯈꯥ ꯇꯥꯅ ꯆꯍꯤ ꯂꯤꯁꯤꯡ ꯀꯌꯥ ꯑꯁꯨꯔ ꯑꯗꯣꯝꯒꯤ ꯎꯔꯨꯛ ꯑꯦꯔꯤꯗꯨ ꯃꯥꯔꯤ ꯂꯒꯥꯁ ꯑꯃꯁꯨꯡ ꯑꯇꯣꯞꯄ ꯁꯍꯔ ꯀꯌꯥꯗ ꯂꯥꯏꯁꯪꯁꯤꯡꯒ ꯂꯣꯏꯅꯅ ꯏꯀꯥꯏ ꯈꯨꯝꯅꯈꯤ꯫